ꯄꯤꯔꯤꯕ ꯗꯦꯇꯥ ꯑꯁꯤ ꯁꯤꯖꯤꯟꯅꯗꯨꯅ ꯍꯦꯟꯒꯠꯂꯛꯂꯤꯕ ꯀꯥꯔꯕ‌ꯣꯟ ꯗꯥꯏꯑꯣꯛꯁꯥꯏꯠ ꯏꯃꯤꯁꯟꯒꯤ ꯃꯇꯥꯡꯗ ꯄꯥꯎꯒꯤ ꯋꯥꯔꯣꯜ ꯑꯃꯥ ꯏꯕꯤꯌꯨ꯫ ꯂꯤꯁꯤꯡ ꯑꯃꯒ ꯃꯧꯗ꯭ꯔꯥ ꯅꯤꯐꯨ ꯗꯒꯤ ꯍꯧꯅ ꯆꯍꯤꯁꯤꯡꯗ ꯃꯥꯂꯦꯝ ꯁꯤꯟꯕ ꯊꯨꯡꯅ ꯀꯥꯔꯕ‌ꯣꯟ ꯗꯥꯏꯑꯣꯛꯁꯥꯏꯠ ꯊꯥꯗꯣꯛꯄ ꯑꯁꯤ ꯌꯥꯝꯅ ꯍꯦꯟꯒꯠꯂꯦ꯫ ꯍꯥꯏꯔꯤꯕ ꯁ꯭ꯇꯦꯇꯤꯁꯇꯤꯛꯁꯁꯤꯡ ꯑꯁꯤꯅ ꯀ꯭ꯂꯥꯏꯃꯦꯠ ꯆꯦꯟꯖꯒꯤ ꯃꯇꯝ ꯄꯨꯝꯅꯃꯛꯇ ꯍꯦꯟꯒꯠꯂꯛꯂꯤꯕ ꯋꯥꯐꯝ ꯑꯁꯤꯗ ꯄꯨꯛꯅꯤꯡ ꯆꯪꯂꯤ ꯑꯃꯁꯨꯡ ꯏꯃꯤꯁꯟ ꯍꯟꯊꯍꯟꯅꯕ ꯍꯧꯖꯤꯛ ꯄꯥꯏꯈꯠꯂꯤꯕ ꯈꯣꯡꯊꯥꯡꯁꯤꯡ ꯑꯁꯤꯒꯤ ꯏꯐꯦꯛꯇꯤꯕꯅꯦꯁꯇ ꯋꯥꯍꯪ ꯀꯌꯥ ꯍꯪꯂꯤ꯫ ꯌꯥꯝꯅ ꯊꯨꯅꯥ ꯏꯟꯗꯁꯇ꯭ꯔꯤꯌꯦꯂꯥꯏꯖꯦꯁꯟ ꯑꯃꯁꯨꯡ ꯃꯦꯅ꯭ꯌꯨꯐꯦꯛꯆꯔꯤꯡꯗ ꯆꯥꯎꯅ ꯆꯥꯎꯈꯠꯂꯛꯄꯒ ꯂꯣꯏꯅꯅ ꯀꯣꯏꯂꯥꯒꯤ ꯄꯨꯋ ꯄꯥꯋꯔꯗ ꯊꯥꯖꯕ ꯊꯝꯕ ꯑꯃꯁꯨꯡ ꯃꯤꯁꯤꯡ ꯌꯥꯝꯅ ꯂꯩꯕꯅ ꯆꯥꯏꯅꯥꯒꯤ ꯏꯃꯤꯁꯟꯒꯤ ꯆꯥꯡ ꯋꯥꯡꯕꯗ ꯃꯇꯦꯡ ꯄꯥꯡꯂꯤ꯫ ꯀ꯭ꯂꯤꯅꯔ ꯏꯅꯔꯖꯤꯗ ꯇ꯭ꯔꯥꯟꯁꯤꯁꯟ ꯇꯧꯅꯕ ꯈꯣꯡꯊꯥꯡꯁꯤꯡ ꯂꯧꯈꯠꯂꯕꯁꯨ ꯂꯩꯕꯥꯛ ꯑꯁꯤꯅ ꯃꯄꯨꯡꯗ ꯑꯄꯨꯟꯕ ꯀꯥꯔꯕꯣꯟ ꯐꯨꯠꯄ꯭ꯔꯤꯟ ꯍꯟꯊꯍꯟꯕꯗ ꯍꯧꯖꯤꯛꯁꯨ ꯌꯥꯝꯅ ꯁꯥꯡꯕ ꯂꯝꯕꯤ ꯑꯃꯥ ꯂꯩꯔꯤ꯫ ꯄꯨꯋꯥꯔꯤꯒꯤ ꯃꯇꯨꯡ ꯏꯟꯅ ꯌꯨꯅꯥꯏꯇ‌ꯦꯠ ꯅ‌ꯦꯁꯟꯅ ꯏꯃꯤꯁꯟꯒꯤ ꯂꯝꯗ ꯃꯥꯡꯖꯤꯜ ꯊꯥꯗꯨꯅ ꯂꯥꯛꯂꯤ ꯃꯁꯤꯅ ꯒꯥꯔꯤꯁꯤꯡ ꯑꯃꯁꯨꯡ ꯑꯀꯟꯕ ꯏꯟꯗꯁꯇ꯭ꯔꯤꯁꯤꯡ ꯄꯥꯛ ꯁꯟꯅ ꯁꯤꯖꯤꯟꯅꯔꯤ꯫ ꯑꯗꯨꯝ ꯑꯣꯏꯅꯃꯛ ꯍꯧꯈꯤꯕ ꯆꯍꯤ ꯈꯔꯁꯤꯗ ꯔꯤꯅ‍꯭ꯌꯨꯑꯦꯕꯜ ꯏꯅꯔꯖꯤꯒꯤ ꯁꯣꯔꯁꯁꯤꯡꯗ ꯇ꯭ꯔꯥꯟꯁꯤꯁꯟ ꯇꯧꯅꯕ ꯍꯣꯠꯅꯔꯤ ꯃꯁꯤꯒꯤ ꯈꯣꯡꯊꯥꯡ ꯑꯁꯤꯅ ꯐꯜ ꯎꯠꯄ ꯍꯧꯔꯦ꯫ ꯀꯥꯔꯕ‌ꯣꯟ ꯗꯥꯏꯑꯣꯛꯁꯥꯏꯠ ꯏꯃꯤꯁꯟ ꯍꯦꯟꯒꯠꯂꯛꯄꯒꯤ ꯄꯥꯎ ꯑꯁꯤ ꯋꯥꯈꯜ ꯋꯥꯕ ꯑꯣꯏꯔꯤ ꯑꯃꯁꯨꯡ ꯃꯁꯤꯅ ꯏꯃꯤꯁꯟ ꯑꯃꯁꯨꯡ ꯀ꯭ꯂꯥꯏꯃꯦꯠ ꯆꯦꯟꯖꯒꯤ ꯋꯥꯐꯝ ꯑꯁꯤ ꯊꯦꯡꯅꯅꯕ ꯃꯥꯂꯦꯝꯒꯤ ꯊꯥꯛꯇ ꯍꯦꯟꯅ ꯊꯕꯛ ꯄꯥꯏꯈꯠꯄꯒꯤ ꯃꯊꯧ ꯇꯥꯕ ꯑꯗꯨꯗ ꯑꯀꯟꯕ ꯋꯥꯐꯝ ꯊꯝꯂꯤ꯫ ꯈꯣꯡꯊꯥꯡ ꯈꯔ ꯂꯧꯈꯠꯂꯕꯁꯨ ꯏꯃꯤꯁꯟ ꯍꯟꯊꯍꯟꯅꯕ ꯑꯃꯁꯨꯡ ꯍꯦꯟꯅ ꯁꯦꯡꯂꯕ ꯍꯦꯟꯅ ꯇꯨꯡ ꯀꯣꯏꯅ ꯆꯠꯀꯗꯕ ꯇꯨꯡꯒꯤ ꯂꯝꯕꯤꯗ ꯆꯪꯁꯤꯟꯅꯕ ꯍꯦꯟꯅ ꯊꯕꯛ ꯄꯥꯏꯈꯠꯄ ꯃꯊꯧ ꯇꯥꯏ ꯍꯥꯏꯕꯁꯤ ꯃꯌꯦꯛ ꯁꯦꯡꯏ꯫ ꯌꯨꯔꯣꯄꯤꯌꯟ ꯋꯥꯔꯤꯃꯆꯥꯁꯤꯡꯗꯒꯤ ꯆ‌ꯦꯞꯇꯔ ꯑꯃꯒꯤ ꯁꯦꯟꯁꯟ ꯑꯅꯤꯒꯤ ꯃꯁꯛ ꯇꯥꯛꯄ ꯑꯃ ꯄꯤꯌꯨ꯫ ꯂꯤꯇꯜ ꯔꯦꯗ ꯔꯥꯏꯗꯤꯡ ꯍꯨꯗ ꯑꯁꯤ ꯁꯅꯥꯒꯤ ꯇꯥꯡꯂꯕ ꯈꯣꯡꯎꯞ ꯑꯃꯁꯨꯡ ꯒꯣꯂꯥꯞ ꯆꯦꯜꯂꯕ ꯅꯍꯥ ꯑꯣꯏꯔꯤꯕ ꯅꯨꯄꯤꯃꯆꯥ ꯑꯃꯅꯤ ꯑꯃꯁꯨꯡ ꯃꯍꯥꯛꯀꯤ ꯍꯨꯏ ꯑꯃ ꯌꯥꯎꯕ ꯂꯥꯜꯍꯧꯒꯤ ꯀꯦꯞꯀꯤꯗꯃꯛ ꯈꯪꯅꯩ꯫ ꯃꯍꯥꯛ ꯃꯤꯅꯨꯡꯁꯤ ꯂꯩꯕ ꯑꯃꯁꯨꯡ ꯃꯔꯥꯜ ꯂꯩꯖꯗ꯭ꯔꯕ ꯃꯤꯁꯛ ꯑꯃꯅꯤ, ꯑꯌꯥꯝꯕꯅ ꯃꯍꯥꯛꯀꯤ ꯃꯃꯥꯒꯤ ꯌꯨꯝꯗ ꯆꯥꯅꯕ ꯄꯣꯠꯂꯝ ꯑꯃ ꯄꯨꯗꯨꯅ ꯆꯠꯂꯤꯕ, ꯂꯝꯕꯤꯗ ꯑꯆꯧꯕ ꯐꯠꯇꯕ ꯋ‌ꯨꯜꯐ ꯑꯗꯨꯒ ꯊꯦꯡꯅꯕꯈꯛꯇꯗ ꯎꯕ ꯐꯪꯏ꯫ ꯏꯁꯤꯡꯒꯤ ꯒ꯭ꯂꯥꯁ ꯑꯃꯒꯤ ꯏꯜꯌꯨꯁꯟ ꯑꯗꯨ ꯐꯣꯡꯗꯣꯛꯎ꯫ ꯏꯁꯤꯡꯒꯤ ꯒ꯭ꯂꯥꯁ ꯑꯃꯒꯤ ꯏꯜꯌꯨꯁꯟ ꯑꯁꯤ ꯑꯌꯥꯝꯕꯅ ꯃꯉꯥꯜꯒꯤ ꯔꯤꯐ꯭ꯂꯦꯛꯁꯟ ꯑꯃꯁꯨꯡ ꯔꯤꯐ꯭ꯂ‌ꯦꯛꯁꯟꯒꯤ ꯄ꯭ꯔꯤꯟꯁꯤꯄꯜꯁꯤꯡꯒ ꯁꯥꯟꯅꯗꯨꯅ ꯁꯦꯝꯒꯠꯂꯤ꯫ ꯒ꯭ꯂꯥꯁ ꯅꯠꯇ꯭ꯔꯒ ꯏꯁꯤꯡꯒꯨꯝꯕ ꯃꯌꯦꯛ ꯁꯦꯡꯕ ꯃꯆꯥꯛ ꯑꯃꯗ ꯃꯉꯥꯜ ꯆꯠꯄ ꯃꯇꯝꯗ, ꯃꯗꯨ ꯀꯨꯞꯁꯤꯜꯂꯤ ꯅꯠꯇ꯭ꯔꯒ ꯔꯤꯐ꯭ꯂ‌ꯦꯛ ꯇꯧꯏ꯫ ꯃꯁꯤꯅ ꯏꯁꯤꯡꯒꯤ ꯒ꯭ꯂꯥꯁꯀꯤ ꯈꯨꯠꯊꯥꯡꯗ ꯌꯦꯡꯕ ꯌꯥꯕ ꯄꯣꯠꯁꯛꯁꯤꯡꯒꯤ ꯃꯑꯣꯡ-ꯃꯇꯧ ꯁꯦꯝꯕ ꯌꯥꯏ꯫ ꯈꯨꯗꯝ ꯑꯣꯏꯅ, ꯀꯔꯤꯒꯨꯝꯕ ꯅꯍꯥꯛꯅ ꯏꯁꯤꯡꯒꯤ ꯒ꯭ꯂꯥꯁ ꯑꯃꯗ ꯆ‌ꯣꯛ ꯅꯠꯇ꯭ꯔꯒ ꯄꯦꯟꯁꯤꯜ ꯑꯃ ꯊꯝꯂꯕꯗꯤ, ꯃꯗꯨ ꯏꯁꯤꯡꯗ ꯆꯪꯂꯛꯄ ꯃꯐꯝ ꯑꯗꯨꯗ ꯀꯨꯞꯁꯤꯜꯂꯕ ꯅꯠꯇ꯭ꯔꯒ ꯁꯣꯛꯄ ꯎꯕ ꯐꯪꯒꯅꯤ꯫